ꯃꯥꯏꯇꯣꯀꯣꯟꯗ꯭ꯔꯤꯑꯦꯜ ꯏꯞꯀꯤ ꯋꯥꯈꯜꯂꯣꯟ ꯑꯗꯨ ꯁꯟꯗꯣꯛꯅꯥ ꯇꯥꯛꯄꯤꯌꯨ꯫ ꯃꯥꯏꯇꯣꯀꯣꯟꯗ꯭ꯔꯤꯑꯦꯜ ꯏꯞ ꯍꯥꯏꯕꯁꯤ ꯍꯛꯊꯦꯡꯅꯅꯥ ꯅꯨꯄꯤ ꯂꯥꯏꯟꯗꯥ ꯍꯤꯡꯂꯤꯕꯥ ꯃꯤꯑꯣꯏ ꯄꯨꯝꯅꯃꯛꯀꯤ ꯈ꯭ꯋꯥꯏꯗꯒꯤ ꯅꯧꯕꯥ ꯀꯃꯟ ꯑꯣꯏꯕꯥ ꯏꯄꯥ-ꯏꯄꯨꯒꯤ ꯃꯃꯤꯡꯅꯤ, ꯃꯔꯨꯑꯣꯏꯅꯥ ꯃꯤꯑꯣꯏꯕꯒꯤ ꯃꯥꯏꯇꯣꯀꯣꯟꯗ꯭ꯔꯤꯑꯦꯜ ꯗꯤꯑꯣꯛꯁꯤꯔꯤꯕꯣ ꯅꯤꯎꯀ꯭ꯂꯤꯛ ꯑꯦꯁꯤꯠ ꯃꯍꯥꯛꯄꯨ ꯕꯥꯏꯕꯜꯒꯤ ꯁꯛꯇꯝ ꯏꯞꯒꯤ ꯃꯇꯨꯡ ꯏꯟꯅꯥ "ꯏꯞ" ꯍꯥꯏꯅꯥ ꯀꯧꯏ꯫ ꯃꯥꯏꯇꯣꯀꯣꯟꯗ꯭ꯔꯤꯌꯥ ꯑꯁꯤ ꯆꯥꯎꯔꯥꯛꯅꯥ ꯃꯤꯑꯣꯏꯕꯒꯤ ꯁꯦꯜ ꯄꯨꯝꯅꯃꯛꯇꯥ ꯌꯥꯎꯕꯥ ꯑꯄꯤꯛꯄꯥ ꯏꯁꯇ꯭ꯔꯛꯆꯔꯁꯤꯡꯅꯤ ꯑꯃꯁꯨꯡ ꯃꯈꯣꯏꯅꯥ ꯁꯦꯜꯁꯤꯡꯅꯥ ꯃꯈꯣꯏꯒꯤ ꯊꯕꯛ ꯊꯧꯔꯝꯁꯤꯡ ꯄꯥꯡꯊꯣꯛꯄꯗꯥ ꯁꯤꯖꯤꯟꯅꯔꯤꯕꯥ ꯏꯅꯔꯖꯤ ꯑꯗꯨ ꯁꯦꯝꯒꯠꯄꯒꯤ ꯊꯧꯗꯥꯡ ꯂꯧꯔꯤ꯫ ꯃꯥꯏꯇꯣꯀꯣꯟꯗ꯭ꯔꯤꯑꯦꯜ ꯗꯤꯑꯣꯛꯁꯤꯔꯤꯕꯣ ꯅꯤꯎꯀ꯭ꯂꯤꯛ ꯑꯦꯁꯤꯠꯅꯥ ꯑꯈꯟꯅꯕꯥ ꯑꯣꯏꯔꯤ ꯃꯔꯝꯗꯤ ꯃꯁꯤ ꯃꯃꯥꯗꯒꯤ ꯈꯛꯇꯅꯥ ꯏꯟꯍꯦꯔꯤꯠ ꯇꯧꯏ ꯑꯃꯁꯨꯡ ꯅ꯭ꯌꯨꯀ꯭ꯂꯤꯌꯔ ꯗꯤꯑꯣꯛꯁꯤꯔꯤꯕꯣ ꯅꯤꯎꯀ꯭ꯂꯤꯛ ꯑꯦꯁꯤꯠꯒꯥ ꯃꯥꯟꯅꯗꯅꯥ, ꯔꯤꯀꯣꯝꯕꯤꯅꯦꯁꯟ ꯇꯧꯗꯦ꯫ ꯃꯁꯤꯅꯥ ꯇꯥꯛꯄꯗꯤ ꯃꯁꯤ ꯃꯃꯥꯗꯒꯤ ꯑꯉꯥꯡꯗꯥ ꯌꯥꯝꯅꯥ ꯍꯣꯡꯗꯅꯥ ꯄꯤꯖꯩ, ꯃꯁꯤꯅꯥ ꯃꯇꯝꯒꯤ ꯃꯇꯨꯡ ꯏꯟꯅꯥ ꯖꯦꯅꯦꯇꯤꯛ ꯂꯥꯏꯅꯦꯖꯁꯤꯡ ꯊꯤꯕꯗꯥ ꯂꯥꯏꯍꯜꯂꯤ꯫ ꯃꯥꯂꯦꯝꯒꯤ ꯇꯣꯉꯥꯟ ꯇꯣꯉꯥꯟꯕꯥ ꯃꯤꯁꯤꯡꯒꯤ ꯃꯤꯑꯣꯏꯁꯤꯡꯒꯤ ꯃꯥꯏꯇꯣꯀꯣꯟꯗ꯭ꯔꯤꯑꯦꯜ ꯗꯤꯑꯣꯛꯁꯤꯔꯤꯕꯣ ꯅꯤꯎꯀ꯭ꯂꯤꯛ ꯑꯦꯁꯤꯠꯕꯨ ꯑꯦꯅꯥꯂꯥꯏꯖ ꯇꯧꯗꯨꯅꯥ ꯔꯤꯁꯔꯆꯔꯁꯤꯡꯅꯥ ꯃꯥꯏꯇꯣꯀꯣꯟꯗ꯭ꯔꯤꯑꯦꯜ ꯏꯞ ꯑꯁꯤ ꯆꯥꯎꯔꯥꯛꯅꯥ ꯆꯍꯤ ꯂꯥꯛ ꯑꯅꯤꯒꯤ ꯃꯃꯥꯡꯗꯥ, ꯑꯐ꯭ꯔꯤꯀꯥꯗꯥ ꯍꯤꯡꯈꯤ ꯍꯥꯏꯅꯥ ꯂꯧꯕꯥ ꯉꯝꯈꯤ꯫ ꯃꯁꯤ ꯌꯥꯝꯅꯥ ꯃꯔꯨꯑꯣꯏꯅꯥ ꯈꯪꯖꯤꯟꯕꯥ ꯌꯥꯏ ꯃꯗꯨꯗꯤ ꯃꯁꯤꯅꯥ ꯇꯥꯛꯄꯗꯤ ꯃꯍꯥꯛ ꯃꯇꯝ ꯑꯗꯨꯗꯥ ꯍꯤꯡꯂꯤꯕꯥ ꯑꯍꯥꯟꯕꯥ ꯅꯠꯇ꯭ꯔꯒꯥ ꯑꯃꯠꯇꯥ ꯉꯥꯏꯔꯕꯥ ꯃꯤꯑꯣꯏꯅꯤ ꯍꯥꯏꯕꯁꯤꯅꯤ, ꯅꯠꯇ꯭ꯔꯒꯥ ꯑꯩꯈꯣꯏ ꯄꯨꯝꯅꯃꯛ ꯃꯍꯥꯛꯀꯤ ꯃꯐꯝꯗꯒꯤ ꯂꯥꯛꯄꯥ ꯉꯝꯗꯕꯥ, ꯊꯣꯏꯗꯣꯛꯄꯥ ꯃꯃꯥꯒꯤ ꯂꯥꯏꯅꯤꯡ ꯑꯃꯗꯥ ꯂꯥꯛꯈꯤꯕꯅꯤ ꯍꯥꯏꯕꯁꯤꯁꯨ ꯅꯠꯇꯦ꯫ ꯃꯗꯨꯒꯤ ꯃꯍꯨꯠꯇꯥ, ꯃꯁꯤꯅꯥ ꯇꯥꯛꯄꯗꯤ ꯃꯇꯝꯒꯤ ꯃꯇꯨꯡ ꯏꯟꯅꯥ ꯃꯇꯝ ꯑꯗꯨꯗꯥ ꯍꯤꯡꯂꯤꯕꯥ ꯑꯇꯣꯞꯄꯥ ꯅꯨꯄꯤ ꯄꯨꯝꯅꯃꯛꯀꯤ ꯂꯥꯏꯅꯦꯖꯁꯤꯡ ꯑꯁꯤ ꯑꯔꯣꯏꯕꯗꯥ ꯁꯤꯈꯤ ꯑꯃꯁꯨꯡ ꯃꯥꯏꯇꯣꯀꯣꯟꯗ꯭ꯔꯤꯑꯦꯜ ꯏꯞꯒꯤ ꯂꯥꯏꯅꯦꯖ ꯈꯛꯇꯅꯥ ꯍꯧꯖꯤꯛ ꯐꯥꯎꯕꯥ ꯂꯩꯔꯤ꯫ ꯈꯪꯖꯤꯟꯒꯗꯕꯥ ꯑꯃꯅꯥ, ꯃꯥꯏꯇꯣꯀꯣꯟꯗ꯭ꯔꯤꯑꯦꯜ ꯏꯞ ꯑꯁꯤ ꯃꯥꯏꯇꯣꯀꯣꯟꯗ꯭ꯔꯤꯑꯦꯜ ꯗꯤꯑꯣꯛꯁꯤꯔꯤꯕꯣ ꯅꯤꯎꯀ꯭ꯂꯤꯛ ꯑꯦꯁꯤꯠꯒꯤ ꯑꯦꯅꯥꯂꯥꯏꯁꯤꯁꯇꯥ ꯌꯨꯝꯐꯝ ꯑꯣꯏꯔꯒꯥ, ꯅꯨꯄꯤ ꯂꯥꯏꯟꯒꯤ ꯈꯨꯠꯊꯥꯡꯗꯥ ꯍꯤꯡꯂꯤꯕꯥ ꯃꯤꯑꯣꯏ ꯄꯨꯝꯅꯃꯛꯀꯤ ꯈ꯭ꯋꯥꯏꯗꯒꯤ ꯅꯧꯕꯥ ꯀꯃꯟ ꯑꯦꯟꯁꯦꯁꯇꯔꯕꯨ ꯔꯤꯄ꯭ꯔꯖꯦꯟꯇ ꯇꯧꯔꯤꯕꯥ ꯍꯥꯏꯄꯣꯇꯦꯇꯤꯀꯜ ꯅꯨꯄꯤ ꯑꯃꯅꯤ꯫ ꯍꯨꯏ ꯑꯃꯁꯨꯡ ꯍꯧꯗꯣꯡꯒꯤ ꯃꯔꯛꯇꯥ ꯂꯩꯕꯥ ꯈꯦꯠꯅꯕꯥ ꯑꯅꯤ ꯏꯕꯤꯌꯨ꯫ ꯂꯃꯆꯠ-ꯁꯥꯖꯠ: ꯍꯨꯏ ꯑꯃꯁꯨꯡ ꯍꯧꯗꯣꯡꯒꯤ ꯃꯔꯨꯑꯣꯏꯕꯥ ꯈꯦꯠꯅꯕꯥ ꯑꯃꯗꯤ ꯃꯈꯣꯏꯒꯤ ꯂꯃꯆꯠ-ꯁꯥꯖꯠꯅꯤ꯫ ꯍꯨꯏꯁꯤꯡ ꯑꯁꯤ ꯃꯍꯧꯁꯥꯅꯥ ꯃꯤꯑꯣꯏꯕꯥ ꯑꯃꯁꯨꯡ ꯑꯇꯩ ꯌꯨꯝꯁꯥꯁꯤꯡꯒꯤ ꯑꯀꯣꯏꯕꯗꯥ ꯂꯩꯕꯗꯥ ꯅꯨꯡꯉꯥꯏꯕꯥ ꯁꯣꯁꯤꯑꯦꯜ ꯀ꯭ꯔꯤꯌꯦꯇꯔꯁꯤꯡꯅꯤ ꯍꯥꯏꯅꯥ ꯈꯪꯅꯩ꯫ ꯃꯈꯣꯏ ꯑꯁꯤ ꯄꯦꯠ ꯑꯦꯅꯤꯃꯦꯜꯁꯤꯡꯅꯤ ꯑꯃꯁꯨꯡ ꯃꯈꯣꯏ ꯑꯁꯤ ꯃꯔꯨꯞ-ꯃꯄꯥꯡ ꯑꯣꯏꯕꯥ ꯑꯃꯁꯨꯡ ꯅꯨꯡꯁꯤꯕꯗꯥ ꯍꯤꯡꯏ꯫ ꯑꯃꯔꯣꯝꯗꯥ, ꯍꯧꯗꯣꯡꯁꯤꯡ ꯑꯁꯤ ꯍꯦꯟꯅꯥ ꯃꯅꯤꯡꯇꯝꯕꯥ ꯁꯥꯁꯤꯡꯅꯤ ꯑꯃꯁꯨꯡ ꯑꯌꯥꯝꯕꯥ ꯃꯇꯝꯗꯥ ꯃꯁꯥ ꯃꯊꯟꯇꯥ ꯂꯩꯖꯕꯥ ꯄꯥꯝꯃꯤ꯫ ꯃꯈꯣꯏ ꯑꯁꯤ ꯍꯨꯏꯒꯨꯝꯅꯥ ꯁꯣꯁꯤꯑꯦꯜ ꯑꯣꯏꯗꯦ ꯑꯗꯨꯕꯨ ꯃꯈꯣꯏꯅꯥ ꯃꯈꯣꯏꯒꯤ ꯃꯤꯑꯣꯏꯕꯒꯤ ꯏꯃꯨꯡ-ꯃꯅꯨꯡꯒꯤ ꯃꯤꯑꯣꯏꯁꯤꯡ ꯅꯠꯇ꯭ꯔꯒꯥ ꯑꯇꯩ ꯐꯦꯂꯥꯏꯟ ꯃꯔꯨꯞꯁꯤꯡꯒꯥ ꯂꯣꯏꯅꯅꯥ ꯅꯨꯡꯉꯥꯏꯕꯥ ꯐꯥꯎꯏ꯫ ꯍꯨꯏꯁꯤꯡ ꯑꯁꯤ ꯃꯈꯜ ꯀꯌꯥꯒꯤ, ꯁꯥꯏꯖ ꯑꯃꯁꯨꯡ ꯃꯑꯣꯡ-ꯃꯇꯧ ꯀꯌꯥꯗꯥ ꯂꯥꯛꯏ, ꯑꯗꯨꯕꯨ ꯃꯍꯧꯁꯥꯅꯥ, ꯍꯨꯏꯒꯤ ꯆꯥꯡꯆꯠꯇꯥ ꯑꯣꯏꯕꯥ ꯁꯥꯏꯖ ꯑꯁꯤ ꯍꯧꯗꯣꯡꯁꯤꯡꯗꯒꯤ ꯍꯦꯟꯅꯥ ꯋꯥꯡꯏ꯫ ꯃꯈꯣꯏꯒꯤ ꯍꯛꯆꯥꯡꯒꯤ ꯃꯑꯣꯡ-ꯃꯇꯧꯁꯤꯡꯁꯨ ꯇꯣꯉꯥꯜꯂꯤ, ꯍꯨꯏꯁꯤꯡꯗꯥ ꯃꯀꯣꯛ ꯑꯃꯥ ꯂꯩ ꯑꯃꯁꯨꯡ ꯃꯈꯣꯏꯒꯤ ꯅꯥꯀꯣꯡ ꯑꯁꯤ ꯕ꯭ꯔꯤꯠꯀꯤ ꯃꯇꯨꯡ ꯏꯟꯅꯥ ꯈꯦꯠꯅꯩ꯫ ꯃꯥꯏꯀꯩ ꯑꯃꯔꯣꯝꯗꯥ, ꯍꯧꯗꯣꯡꯁꯤꯡ ꯑꯁꯤ ꯃꯍꯧꯁꯥꯅꯥ ꯁꯥꯏꯖꯗꯥ ꯍꯦꯟꯅꯥ ꯄꯤꯛꯄꯥ ꯑꯃꯁꯨꯡ ꯍꯦꯟꯅꯥ ꯃꯥꯟꯅꯕꯥ ꯍꯛꯆꯥꯡꯒꯤ ꯃꯑꯣꯡ-ꯃꯇꯧ ꯂꯩ꯫ ꯃꯈꯣꯏꯗꯥ ꯁꯥꯊꯤꯕꯥ ꯃꯈꯣꯡ ꯂꯩ ꯑꯃꯁꯨꯡ ꯃꯈꯣꯏ ꯑꯁꯤ ꯂꯥꯟꯊꯣꯛꯄꯗꯥ, ꯂꯝ ꯀꯣꯏꯕꯥ ꯅꯠꯇ꯭ꯔꯒꯥ ꯃꯁꯥꯅꯥ ꯃꯁꯥꯕꯨ ꯉꯥꯛꯊꯣꯛꯆꯅꯕꯒꯤꯗꯃꯛꯇꯥ ꯁꯤꯖꯤꯟꯅꯩ, ꯑꯃꯁꯨꯡ ꯃꯈꯣꯏ ꯑꯁꯤ ꯑꯐꯕꯥ ꯕꯦꯂꯦꯟꯁꯁꯨ ꯂꯩ ꯑꯃꯁꯨꯡ ꯌꯥꯝꯅꯥ ꯊꯨꯅꯥ ꯌꯥꯡꯅꯥ ꯆꯠꯂꯤ꯫